ꯃꯔꯨꯑꯣꯏꯕ ꯃꯦꯊꯗ ꯑꯁꯤꯅ ꯄꯔꯃ꯭ꯌꯨꯇꯦꯠ ꯃꯦꯊꯗ ꯀꯧꯏ, ꯃꯁꯤꯅ ꯅ‌ꯦꯔꯦ ꯑꯃꯁꯨꯡ ꯃꯁꯤꯒꯤ ꯂꯝꯕꯤ ꯑꯁꯤ ꯑꯥꯔꯒꯨꯃꯦꯟꯇ ꯑꯣꯏꯅ ꯂꯧꯏ꯫ ꯄꯔꯃ꯭ꯌꯨꯇꯦꯠ ꯃꯦꯊꯗ ꯑꯁꯤꯅ ꯑꯦꯔꯦꯒꯤ ꯑꯦꯂꯤꯃꯦꯟꯇꯁꯤꯡ ꯁꯣꯞ ꯇꯧꯏ ꯑꯃꯁꯨꯡ ꯄꯔꯃ꯭ꯌꯨꯇꯦꯁꯟ ꯄꯨꯝꯅꯃꯛ ꯄ꯭ꯔꯤꯟꯇ ꯇꯧꯗ꯭ꯔꯤꯉꯩꯗ ꯃꯁꯥꯃꯛꯄꯨ ꯔꯤꯀꯣꯔꯁꯤꯕ ꯑꯣꯏꯅ ꯀꯧꯏ꯫ ꯃꯗꯨꯒꯤ ꯃꯇꯨꯡꯗ ꯁ꯭ꯕ꯭ꯌꯥꯞ ꯃꯦꯊꯗ ꯑꯁꯤ ꯑꯦꯂꯤꯃꯦꯟꯇꯁꯤꯡ ꯑꯗꯨ ꯃꯈꯣꯏꯒꯤ ꯑꯔꯤꯕ ꯄꯣꯖꯤꯁꯟꯁꯤꯡꯗ ꯑꯃꯨꯛ ꯍꯟꯅꯥ ꯁꯣꯞ ꯇꯧꯅꯕꯥ ꯁꯤꯖꯤꯟꯅꯩ꯫ ꯀꯁ꯭ꯇꯃꯔ ꯁꯔꯚꯤꯁ ꯐꯒꯠꯍꯟꯅꯕ ꯇꯤꯞꯁꯤꯡꯒꯤ ꯑꯥꯏꯇꯦꯝ ꯃꯉꯥꯒꯤ ꯂꯤꯁ꯭ꯠ ꯑꯃ ꯁꯦꯝꯃꯨ꯫ ꯑꯦꯛꯇꯤꯕ ꯑꯣꯏꯅ ꯇꯥꯕ ꯍꯦꯟꯒꯠꯍꯟꯕ - ꯀꯁ꯭ꯇꯃꯔ ꯁꯔꯚꯤꯁ ꯄ꯭ꯔꯣꯚꯥꯏꯗꯔꯁꯤꯡꯗ ꯃꯇꯝ ꯄꯨꯝꯅꯃꯛꯇ ꯃꯈꯣꯏꯒꯤ ꯀꯁ꯭ꯇꯃꯔꯁꯤꯡꯗ ꯃꯤꯅꯨꯡꯁꯤ ꯂꯩꯕ ꯀꯥꯡꯕꯨ ꯑꯃ ꯄꯤꯅꯕꯥ ꯇ꯭ꯔꯦꯟ ꯇꯧꯕ, ꯑꯃꯁꯨꯡ ꯏꯟꯇꯔꯦꯛꯁꯟꯁꯤꯡꯒꯤ ꯃꯅꯨꯡꯗ ꯌꯥꯎꯕ꯫ ꯈꯨꯗꯛꯇ ꯄꯥꯎꯈꯨꯝ ꯄꯤꯕꯥ - ꯀꯁ꯭ꯇꯃꯔꯁꯤꯡꯒꯤ ꯋꯥꯍꯪꯁꯤꯡ ꯑꯃꯁꯨꯡ ꯋꯥꯀꯠꯁꯤꯡ ꯌꯥꯔꯤꯕꯃꯈꯩ ꯊꯨꯅ ꯂꯣꯏꯁꯤꯟꯕ ꯁꯣꯏꯗꯅ ꯌꯦꯡꯁꯤꯟꯕ꯫ ꯃꯇꯝ ꯆꯥꯅ ꯄꯥꯎꯈꯨꯝꯁꯤꯡ ꯄꯤꯕꯅ ꯅꯍꯥꯛꯀꯤ ꯀꯁ꯭ꯇꯃꯔꯁꯤꯡꯕꯨ ꯃꯃꯜ ꯌꯥꯝꯅ ꯊꯝꯂꯤ ꯍꯥꯏꯕ ꯎꯠꯄꯗ ꯃꯇꯦꯡ ꯄꯥꯡꯏ꯫ ꯐꯤꯗꯕꯦꯛ ꯈꯣꯝꯖꯤꯟꯕ - ꯀꯁ꯭ꯇꯃꯔꯒꯤ ꯐꯤꯗꯕꯦꯛ ꯈꯣꯝꯖꯤꯟꯅꯕꯒꯤ ꯁꯤꯁꯇꯦꯝ ꯑꯃ ꯁꯦꯝꯃꯨ ꯑꯃꯁꯨꯡ ꯅꯍꯥꯛꯀꯤ ꯀꯁ꯭ꯇꯃꯔꯁꯤꯡꯗ ꯅꯍꯥꯛꯅ ꯄꯤꯔꯤꯕ ꯁꯔꯚꯤꯁ ꯑꯗꯨ ꯂꯦꯞꯇꯅꯥ ꯐꯒꯠꯍꯟꯅꯕ ꯏꯟꯐꯣꯔꯃꯦꯁꯟ ꯑꯗꯨ ꯁꯤꯖꯤꯟꯅꯧ꯫ ꯑꯍꯦꯟꯕ ꯃꯥꯏꯜ ꯑꯗꯨ ꯆꯠꯂꯨ - ꯀꯁ꯭ꯇꯃꯔ ꯁꯔꯚꯤꯁ ꯄ꯭ꯔꯣꯚꯥꯏꯗꯔꯁꯤꯡꯕꯨ ꯀꯁ꯭ꯇꯃꯔꯁꯤꯡꯒ ꯃꯈꯣꯏꯒꯤ ꯏꯟꯇꯔꯦꯛꯁꯟꯁꯤꯡꯗ ꯃꯊꯛꯇ ꯑꯃꯁꯨꯡ ꯃꯊꯛꯇ ꯆꯠꯅꯕ ꯄꯨꯛꯅꯤꯡ ꯊꯧꯒꯠꯄ ꯑꯃꯁꯨꯡ ꯁꯛꯇꯤ ꯄꯤꯕꯥ, ꯃꯁꯤꯅ ꯀꯁ꯭ꯇꯃꯔꯁꯤꯡꯗ ꯃꯃꯜ ꯂꯩꯕ ꯑꯃꯁꯨꯡ ꯊꯥꯒꯠꯄ ꯐꯣꯡꯗꯣꯛꯄ ꯉꯝꯒꯅꯤ꯫ ꯅꯍꯥꯛꯀꯤ ꯁ꯭ꯇꯥꯐꯁꯤꯡꯕꯨ ꯇ꯭ꯔꯦꯅꯤꯡ ꯄꯤꯌꯨ - ꯃꯇꯤꯛ ꯆꯥꯕ ꯀꯁ꯭ꯇꯃꯔ ꯁꯔꯚꯤꯁ ꯇ꯭ꯔꯦꯅꯤꯡꯅ ꯅꯍꯥꯛꯀꯤ ꯇꯤꯝꯒꯤ ꯃꯦꯝꯕꯔꯁꯤꯡꯗ ꯇꯣꯉꯥꯟ-ꯇꯣꯉꯥꯟꯕ ꯀꯁ꯭ꯇꯃꯔ ꯁꯔꯚꯤꯁꯀꯤ ꯐꯤꯚꯝꯁꯤꯡ ꯏꯐꯦꯛꯇꯤꯕ ꯑꯣꯏꯅ ꯊꯦꯡꯅꯕ ꯃꯊꯧ ꯇꯥꯕ ꯁ꯭ꯀꯤꯜꯁꯤꯡ ꯄꯤꯕ ꯉꯝꯒꯅꯤ꯫ ꯑꯦꯛꯇꯤꯕ ꯚꯣꯏꯁ ꯁꯤꯖꯤꯟꯅꯗꯨꯅ ꯃꯈꯥꯒꯤ ꯋꯥꯍꯩ ꯑꯁꯤ ꯑꯃꯨꯛ ꯍꯟꯅꯥ ꯏꯕꯤꯌꯨ - ꯑꯦꯞ ꯑꯁꯤ ꯌꯨꯖꯔ ꯃꯤꯂꯤꯌꯟ ꯑꯃ ꯍꯦꯟꯕꯅ ꯗꯥꯎꯟꯂꯣꯗ ꯇꯧꯈꯤ꯫ ꯌꯨꯖꯔ ꯃꯤꯂꯤꯌꯟ ꯑꯃ ꯍꯦꯟꯕꯅ ꯑꯦꯞ ꯑꯁꯤ ꯗꯥꯎꯟꯂꯣꯗ ꯇꯧꯈꯤ꯫ ꯋꯥꯍꯩ ꯑꯁꯤ ꯄꯦꯁꯤꯐꯤꯛ ꯚꯣꯏꯁꯇꯥ ꯑꯃꯨꯛ ꯍꯟꯅ ꯏꯕꯤꯌꯨ -ꯑꯦꯗꯕꯥꯔꯗꯅꯥ ꯃꯍꯩꯔꯣꯏꯁꯤꯡꯗ ꯄ꯭ꯔꯣꯒ꯭ꯔꯥꯃꯤꯡ ꯂꯦꯡꯒꯨꯌꯦꯖꯒꯤ ꯃꯇꯥꯡꯗ ꯇꯝꯕꯤꯈꯤ꯫ ꯃꯍꯩꯔꯣꯏꯁꯤꯡꯗ ꯑꯦꯗꯕꯥꯔꯗꯅꯥ ꯄ꯭ꯔꯣꯒ꯭ꯔꯥꯃꯤꯡ ꯂꯦꯡꯒꯨꯌꯦꯖꯒꯤ ꯃꯇꯥꯡꯗ ꯇꯝꯕꯤꯈꯤ꯫ ꯃꯈꯥꯗ ꯄꯤꯔꯤꯕ ꯂꯥꯏꯔꯤꯛ ꯔꯤꯚꯤꯌꯨ ꯑꯁꯤꯒꯤ ꯑꯄꯤꯛꯄ ꯁꯝꯖꯤꯟꯅꯐꯝ ꯑꯃ ꯄꯤꯌꯨ꯫ ꯂꯥꯏꯔꯤꯛ -ꯍꯪꯒꯔ ꯒꯦꯃꯁ ꯂꯥꯏꯔꯤꯛ ꯔꯤꯚꯤꯌꯨ - ꯍꯪꯒꯔ ꯒꯦꯃꯁ ꯑꯁꯤ ꯆꯍꯤ ꯇꯔꯥꯅꯤꯄꯥꯜ ꯁꯨꯔꯕꯤ ꯀꯥꯠꯅꯤꯁ ꯑꯦꯚꯥꯔꯗꯤꯟꯒꯤ ꯃꯇꯨꯡ ꯏꯟꯅꯥ ꯆꯠꯂꯤ, ꯃꯍꯥꯛꯅ ꯆꯍꯤꯒꯤ ꯑꯣꯏꯅ ꯄꯥꯡꯊꯣꯛꯄ ꯍꯪꯒꯔ ꯒꯦꯃꯁ, ꯇꯤꯟ-ꯀꯥꯡ ꯇꯔꯥꯅꯤꯄꯥꯜꯒꯤ ꯃꯔꯛꯇ ꯁꯤꯕꯥ ꯐꯥꯎꯕ ꯂꯥꯟꯊꯦꯡꯅꯔꯤ꯫ ꯃꯍꯥꯛꯅ ꯑꯇꯣꯞꯄ ꯄ꯭ꯂꯦꯌꯔꯁꯤꯡꯒ ꯂꯥꯟꯊꯦꯡꯅꯕꯇꯥ ꯅꯠꯇꯅ ꯃꯍꯥꯛꯀꯤ ꯚꯥꯒ꯭ꯌꯕꯨ ꯀꯟꯇ꯭ꯔꯣꯜ ꯇꯧꯔꯤꯕ ꯃꯤꯑꯣꯠ-ꯃꯤꯅꯩ ꯆꯠꯊꯔꯤꯕ‌ ꯀꯦꯄꯤꯇꯦꯜꯒꯤ ꯃꯥꯌꯣꯛꯇ ꯂꯥꯟꯊꯦꯡꯅꯒꯗꯕꯅꯤ꯫